ꯏꯟꯇ꯭ꯔꯅꯦꯁꯅꯦꯜ ꯕꯤꯖꯤꯅꯦꯁ ꯃꯦꯁꯤꯟ ꯀꯣꯔꯄꯣꯔꯦꯁꯟ ꯋꯥꯠꯁꯟ ꯍꯦꯜꯊ ꯑꯃꯁꯨꯡ ꯑꯦꯅꯂꯤꯇꯤꯛꯒꯨꯝꯕ ꯀꯝꯄꯦꯅꯤꯁꯤꯡꯅꯥ ꯀꯦꯟꯁꯔ ꯇꯤꯁ꯭ꯌꯨ ꯈꯪꯗꯣꯛꯄꯥ, ꯐ꯭ꯔꯦꯀꯆꯔ ꯈꯪꯗꯣꯛꯄꯥ ꯑꯃꯁꯨꯡ ꯑꯅꯥꯕꯁꯤꯡꯒꯤ ꯐꯜꯁꯤꯡ ꯂꯥꯎꯊꯣꯛꯄꯒꯨꯝꯕꯥ ꯊꯕꯛꯁꯤꯡꯗꯥ ꯃꯇꯦꯡ ꯄꯥꯡꯕ ꯉꯝꯕ ꯃꯦꯁꯤꯟ ꯂꯔꯅꯤꯡ ꯑꯦꯂꯒꯣꯔꯤꯊꯝꯁꯤꯡ ꯁꯦꯝꯒꯠꯂꯤ꯫ꯔꯤꯀꯃꯦꯟꯠ ꯇꯧꯕ ꯁꯤꯁ꯭ꯇꯦꯝꯁꯤꯡ ꯅꯦꯠꯐ꯭ꯂꯤꯛꯁ, ꯑꯦꯃꯥꯖꯣꯟ, ꯑꯃꯁꯨꯡ ꯁ꯭ꯄꯣꯇꯤꯐꯥꯏꯒꯨꯝꯕ ꯀꯝꯄꯦꯅꯤ ꯀꯌꯥꯅꯥ ꯌꯨꯖꯔꯁꯤꯡꯒꯤꯗꯃꯛꯇꯥ ꯃꯈꯣꯏꯒꯤ ꯃꯃꯥꯡꯒꯤ ꯂꯝꯆꯠ-ꯁꯥꯖꯠ ꯑꯃꯁꯨꯡ ꯄ꯭ꯔꯁꯟꯁꯤꯡꯗꯥ ꯌꯨꯝꯐꯝ ꯑꯣꯏꯔꯒꯥ ꯄꯔꯁꯣꯅꯦꯂꯥꯏꯖ ꯇꯧꯔꯕꯥ ꯔꯤꯀꯃꯦꯟꯗꯦꯁꯟꯁꯤꯡ ꯄꯤꯅꯕꯥ ꯁꯤꯖꯤꯟꯅꯩ꯫ ꯁꯤꯁ꯭ꯇꯦꯝꯁꯤꯡ ꯑꯁꯤꯅꯥ ꯃꯦꯁꯤꯟ ꯂꯔꯅꯤꯡ ꯑꯦꯂꯒꯣꯔꯤꯊꯝꯁꯤꯡ ꯁꯤꯖꯤꯟꯅꯗꯨꯅꯥ ꯌꯨꯖꯔꯒꯤ ꯗꯦꯇꯥ ꯑꯦꯅꯥꯂꯥꯏꯖ ꯇꯧꯏ ꯑꯃꯁꯨꯡ ꯌꯨꯖꯔꯁꯤꯡꯅꯥ ꯀꯔꯤ ꯄꯣꯠꯊꯣꯛꯁꯤꯡ, ꯃꯨꯚꯤ ꯅꯠꯇ꯭ꯔꯒꯥ ꯃ꯭ꯌꯨꯖꯤꯛ ꯅꯨꯡꯉꯥꯏꯅ ꯂꯧꯕ ꯌꯥꯕꯒꯦ ꯍꯥꯏꯕꯗꯨ ꯂꯥꯎꯊꯣꯛꯏ꯫ ꯃꯁꯤꯒꯤ ꯀꯦꯁ ꯑꯁꯤꯗꯥ, ꯃꯁꯤꯡꯒꯤ ꯂꯤꯁ꯭ꯠ ꯑꯁꯤ ꯑꯆꯝꯕꯥ ꯂꯝꯕꯤ ꯑꯃꯥ ꯂꯩꯕꯅꯥ, ꯃꯦꯗꯤꯌꯝ ꯑꯁꯤ ꯃꯔꯛꯇꯥ ꯂꯩꯕ ꯃꯁꯤꯡꯅꯤ, ꯃꯁꯤ ꯃꯄꯥꯜꯅꯤ꯫ꯌꯨꯖꯔ ꯑꯗꯨꯅꯥ ꯑꯍꯦꯟꯕꯥ ꯏꯟꯐꯣꯔꯃꯦꯁꯟ ꯈꯔꯥ ꯐꯣꯡꯗꯣꯛꯄꯥ ꯉꯝꯒꯗꯕꯥ ꯋꯥꯍꯪ ꯑꯃꯥ ꯁꯦꯝꯃꯨ꯫ ꯌꯨꯖꯔꯅꯥ ꯍꯧꯖꯤꯛ ꯕꯣꯠ ꯑꯗꯨꯗꯥ ꯍꯥꯏꯈꯤ ꯃꯗꯨꯗꯤ ꯃꯈꯣꯏꯅꯥ ꯐꯠꯇꯕꯥ ꯅꯨꯃꯤꯠ ꯑꯃꯥ ꯂꯥꯛꯂꯤ꯫ ꯑꯩꯍꯥꯛꯅꯥ ꯇꯥꯕꯗꯥ ꯅꯨꯡꯉꯥꯏꯇꯕꯥ ꯐꯥꯎꯏ, ꯅꯍꯥꯛꯀꯤ ꯅꯨꯃꯤꯠ ꯑꯗꯨ ꯐꯠꯇꯕꯥ ꯑꯣꯏꯔꯛꯄꯒꯤ ꯃꯔꯝꯗꯥ ꯍꯦꯟꯅꯥ ꯈꯪꯍꯟꯕꯥ ꯉꯝꯒꯗ꯭ꯔꯥ? ꯀꯅꯥꯅꯥ ꯍꯦꯟꯅꯥ ꯆꯥꯎꯕꯒꯦ ꯍꯥꯏꯕꯗꯨ ꯈꯪꯗꯣꯛꯎ꯫ ꯀꯞ ꯑꯃꯥ ꯅꯠꯇ꯭ꯔꯒꯥ ꯄꯤꯟꯇ ꯑꯃꯥ? ꯄꯤꯟꯇ ꯑꯃꯅꯥ ꯍꯦꯟꯅꯥ ꯆꯥꯎꯏ꯫ ꯄꯤꯟꯇ ꯍꯥꯏꯕꯁꯤ ꯀꯞ ꯑꯅꯤꯒꯥ ꯃꯥꯟꯅꯕꯥ ꯚꯣꯜꯌꯨꯝ ꯃꯥꯄꯜꯒꯤ ꯌꯨꯅꯤꯠ ꯑꯃꯅꯤ꯫ ꯏꯟꯇꯔꯅꯦꯠꯀꯤ ꯆꯥꯎꯈꯠ ꯊꯧꯔꯥꯡꯒꯤ ꯃꯇꯥꯡꯗꯥ ꯋꯥꯍꯩ ꯑꯍꯨꯝ ꯏꯕꯤꯌꯨ꯫ ꯏꯟꯇꯔꯅꯦꯠꯀꯤ ꯆꯥꯎꯈꯠꯂꯛꯄꯥ ꯑꯁꯤ ꯏꯪ ꯁꯣꯛ ꯂꯤꯁꯤꯡ ꯑꯃꯥ ꯆꯥꯃꯄꯥꯜ ꯍꯨꯝꯐꯨꯒꯤ ꯃꯌꯥꯏ ꯆꯜꯂꯛꯄꯗꯒꯤ ꯍꯧꯔꯛꯄꯅꯤ, ꯃꯗꯨꯗꯥ ꯌꯨꯅꯥꯏꯇꯦꯗ ꯁ꯭ꯇꯦꯇꯁ ꯗꯤꯄꯥꯔꯇꯃꯦꯟꯠ ꯑꯣꯐ ꯗꯤꯐꯦꯟꯁꯅꯥ ꯔꯤꯁꯔꯆꯔꯁꯤꯡ ꯑꯃꯁꯨꯡ ꯃꯤꯂꯤꯇꯔꯤ ꯄꯔꯁꯣꯅꯦꯜꯁꯤꯡꯅꯥ ꯑꯃꯒꯥ ꯑꯃꯒꯥ ꯄꯥꯎ ꯐꯥꯎꯅꯕꯥ ꯑꯦꯗꯚꯥꯟꯁ ꯔꯤꯁꯔꯆ ꯄ꯭ꯔꯣꯖꯦꯛ ꯑꯦꯖꯦꯟꯁꯤ ꯅꯦꯠꯋꯥꯔꯛ ꯍꯧꯗꯣꯛꯈꯤꯕꯅꯤ꯫ ꯆꯍꯤ ꯀꯌꯥꯒꯤ ꯃꯇꯨꯡꯗꯥ ꯃꯔꯨꯑꯣꯏꯕ ꯑꯍꯣꯡꯕꯥ ꯀꯌꯥ ꯑꯃꯥ ꯂꯥꯛꯈꯤ, ꯃꯈꯣꯏꯁꯤꯡ ꯑꯗꯨꯗꯤ ꯇ꯭ꯔꯥꯟꯁꯃꯤꯁꯟ ꯀꯟꯇ꯭ꯔꯣꯜ ꯄ꯭ꯔꯣꯇꯣꯀꯣꯜ ꯏꯟꯇꯔꯅꯦꯠ ꯄ꯭ꯔꯣꯇꯣꯀꯣꯜ꯫ ꯉꯁꯤꯗꯤ ꯏꯟꯇꯔꯅꯦꯠ ꯑꯁꯤ ꯄꯥꯛ ꯆꯥꯎꯔꯕꯥ ꯅꯦꯇꯋꯥꯔꯛ ꯑꯃꯥ ꯑꯣꯏꯔꯛ ꯑꯣꯏꯔꯦ, ꯃꯥꯂꯦꯝ ꯁꯤꯟꯕꯥ ꯊꯨꯡꯅꯥ ꯀꯝꯞꯌꯨꯇꯔ ꯑꯃꯁꯨꯡ ꯗꯤꯚꯥꯏꯁ ꯂꯥꯛ ꯀꯌꯥ ꯁꯝꯅꯍꯜꯂꯤ, ꯃꯁꯤꯅꯥ ꯑꯩꯈꯣꯌꯒꯤ ꯄꯥꯎ ꯐꯥꯎꯅꯕꯒꯤ, ꯊꯕꯛ ꯇꯧꯕ ꯑꯃꯁꯨꯡ ꯍꯤꯡꯕꯒꯤ ꯃꯑꯣꯡ ꯃꯇꯧ ꯁꯦꯝꯒꯠꯂꯤ꯫